ꯃꯥꯢꯅꯣꯔꯤꯇꯤ ꯔꯥꯢꯠ꯭ꯁ ꯒ꯭ꯔꯨꯞ ꯏꯟꯇꯔꯅꯦꯁ꯭ꯅꯦꯜ ꯑꯁꯤ ꯃꯥꯂꯦꯝ ꯁꯤꯟꯕ ꯊꯨꯡꯅ ꯂꯩꯔꯤꯕ ꯀꯥꯡꯂꯨꯞ ꯂꯩꯄꯥꯛ ꯂꯥꯢꯅꯤꯡ ꯑꯃꯁꯨꯡ ꯂꯣꯟꯗ ꯌꯨꯝꯐꯝ ꯑꯣꯢꯕ ꯃꯤꯁꯤꯡ ꯌꯥꯝꯖꯗꯕꯁꯤꯡ ꯑꯃꯁꯨꯡ ꯌꯦꯜꯍꯧꯃꯤꯁꯤꯡꯒꯤ ꯐꯪꯐꯝ ꯊꯣꯛꯄ ꯉꯥꯛꯅꯕ ꯊꯕꯛ ꯇꯧꯅꯕ ꯄꯥꯟꯗꯝꯗ ꯂꯤꯡꯈꯠꯄ ꯏꯟꯇꯔꯅꯦꯁꯅꯦꯜ ꯍ꯭ꯌꯨꯃꯦꯟ ꯔꯥꯏꯠꯁ ꯑꯣꯔꯒꯥꯅꯥꯏꯖꯦꯁꯟ ꯑꯃꯅꯤ꯫ ꯃꯈꯣꯢꯒꯤ ꯍꯦꯗꯀ꯭ꯋꯥꯇꯔ ꯑꯁꯤ ꯂꯟꯗꯟꯗꯥ ꯂꯩꯔꯤ ꯃꯈꯣꯏꯒꯤ ꯑꯣꯐꯤꯁꯁꯤꯡ ꯑꯁꯤ ꯕꯨꯗꯥꯄꯦꯁ꯭ꯠ ꯑꯃꯁꯨꯡ ꯀꯝꯄꯥꯂꯥꯗꯥ ꯂꯩꯔꯤ꯫ ꯃꯥꯢꯅꯣꯔꯤꯇꯤ ꯔꯥꯢꯠ꯭ꯁ ꯒ꯭ꯔꯨꯞ ꯅꯥ ꯆꯍꯤ ꯑꯃꯗꯥ ꯑꯅꯤꯔꯛ ꯃꯤꯐꯝ ꯄꯥꯡꯊꯣꯛꯄꯥ ꯏꯟꯇꯔꯅꯦꯁ꯭ꯅꯦꯜ ꯒꯕꯔꯅꯤꯡ ꯀꯥꯎꯟꯁꯤꯜ ꯑꯃꯥ ꯂꯩꯔꯤ꯫ ꯃꯥꯢꯅꯣꯔꯤꯇꯤ ꯔꯥꯢꯠ꯭ꯁ ꯒ꯭ꯔꯨꯞꯅꯥ ꯌꯨꯅꯥꯏꯇꯦꯗ ꯅꯦꯁꯟꯁ ꯏꯀꯣꯅꯣꯃꯤꯛ ꯑꯦꯟꯗ ꯁꯣꯁꯤꯑꯦꯜ ꯀꯥꯎꯟꯁꯤꯜ ꯒꯥ ꯀꯟꯁꯜꯇꯦꯇꯤꯕ ꯁ꯭ꯇꯦꯇꯁ ꯂꯩꯔꯤ ꯑꯃꯁꯨꯡ ꯑꯐ꯭ꯔꯤꯀꯥꯒꯤ ꯀꯝꯃꯤꯁꯟ ꯑꯣꯟ ꯍ꯭ꯌꯨꯃꯦꯟ ꯑꯦꯟꯗ ꯄꯤꯄꯂꯁ ꯔꯥꯏꯠꯁꯀꯥ ꯑꯣꯕꯖꯥꯔꯚꯔ ꯁ꯭ꯇꯦꯇꯁ ꯂꯩꯔꯤ꯫ ꯑꯣꯔꯒꯅꯥꯏꯖꯦꯁꯟ ꯑꯁꯤ ꯂꯤꯁꯤꯡ ꯑꯃ ꯆꯃꯥꯄꯟ ꯍꯨꯝꯐꯨ ꯃꯥꯄꯟꯗꯥ ꯑꯦꯛꯇꯤꯕꯤꯁ꯭ꯠ ꯑꯃꯁꯨꯡ ꯑꯦꯀꯥꯗꯦꯃꯤꯛ ꯀꯥꯡꯂꯨꯞ ꯑꯃꯅꯥ ꯂꯤꯡꯈꯠꯈꯤꯕꯅꯤ ꯃꯈꯣꯏꯅꯥ ꯃꯥꯏꯅꯣꯔꯤꯇꯤꯁꯤꯡꯅꯥ ꯃꯈꯣꯏꯒꯤ ꯀꯂꯆꯔꯦꯜ ꯏꯟꯇꯤꯒ꯭ꯔꯤꯇꯤ ꯉꯥꯛꯇꯨꯅꯥ ꯊꯝꯅꯕꯥ ꯑꯃꯁꯨꯡ ꯆꯥꯎꯈꯠꯍꯟꯅꯕꯥ ꯂꯩꯕꯥꯛ ꯀꯌꯥꯗꯥ ꯍꯛꯁꯤꯡ ꯊꯨꯒꯥꯏꯔꯤ ꯍꯥꯏꯕꯒꯤ ꯑꯈꯟꯅꯕꯥ ꯋꯥꯈꯜꯂꯣꯟ ꯑꯃꯥ ꯐꯥꯎꯔꯤ ꯍꯛꯁꯤꯡ ꯉꯥꯛꯅꯕꯥ ꯃꯥꯢꯅꯣꯔꯤꯇꯤ ꯔꯥꯢꯠ꯭ꯁ ꯒ꯭ꯔꯨꯞ ꯃꯥꯏꯅꯣꯔꯤꯇꯤꯁꯤꯡꯒꯤ ꯃꯦꯖꯣꯔꯤꯇꯤꯁꯤꯡꯒꯥ ꯄꯨꯟꯅꯥ ꯂꯩꯃꯤꯟꯅꯅꯕꯥ ꯑꯣꯕꯖꯦꯛꯇꯤꯕ ꯁ꯭ꯇꯗꯤ ꯑꯃꯁꯨꯡ ꯌꯨꯅꯥꯏꯇꯦꯗ ꯅꯦꯁꯟ ꯒꯤ ꯆꯥꯔꯇꯔꯅꯥ ꯂꯦꯞꯊꯣꯛꯂꯕꯥ ꯃꯇꯨꯡ ꯏꯟꯅꯥ ꯐꯟꯗꯥꯃꯦꯟꯇꯦꯜ ꯔꯥꯏꯠꯁꯤꯡ ꯊꯨꯒꯥꯏꯕꯒꯤ ꯃꯇꯥꯡꯗꯥ ꯂꯦꯞꯇꯅꯥ ꯏꯟꯇꯔꯅꯦꯁ꯭ꯅꯦꯜ ꯄꯕ꯭ꯂꯤꯛ ꯑꯦꯛꯁꯄꯣꯖꯔ ꯇꯧꯏ꯫